ꯀꯔꯤꯒꯨꯝꯕꯥ ꯀꯅꯥꯒꯨꯝꯕꯥ ꯑꯃꯅꯥ ꯌꯨꯅꯤꯚꯔꯁꯤꯇꯤꯒꯤ ꯗꯤꯒ꯭ꯔꯤ, ꯕꯨꯠꯀꯦꯝꯄ ꯅꯠꯇ꯭ꯔꯒꯥ ꯄꯦꯃꯦꯟꯇ ꯃꯊꯧ ꯇꯥ ꯇꯥꯕꯥ ꯑꯣꯟꯂꯥꯏꯟ ꯀꯣꯔꯁꯒꯨꯝꯕꯥ ꯐꯣꯔꯃꯦꯜ ꯑꯦꯖꯨꯀꯦꯁꯟ ꯑꯃꯥ ꯇꯝꯕꯗꯥ ꯃꯃꯜ ꯌꯥꯝꯅꯥ ꯆꯪꯕꯥ ꯌꯥꯏ꯫ ꯃꯁꯤꯒꯤ ꯃꯊꯛꯇꯥ, ꯁꯛꯇꯤ ꯂꯩꯕꯥ ꯀꯝꯄ꯭ꯌꯨꯇꯔꯒꯨꯝꯕꯥ ꯍꯥꯔꯠꯋꯥꯌꯔꯒꯤ ꯃꯃꯜ ꯑꯃꯁꯨꯡ ꯀ꯭ꯂꯥꯎꯠ ꯀꯝꯄ꯭ꯌꯨꯇꯤꯡ ꯁꯔꯚꯤꯁꯁꯤꯡꯒꯤ ꯑꯣꯏꯊꯣꯛꯄꯥ ꯌꯥꯕꯥ ꯃꯊꯧ ꯇꯥꯕꯁꯨ ꯆꯥꯗꯤꯡ ꯍꯦꯟꯒꯠꯍꯟꯕꯥ ꯌꯥꯏ꯫ ꯑꯃꯔꯣꯝꯗꯥ, ꯑꯣꯟꯂꯥꯏꯟ ꯇꯤꯎꯇꯣꯔꯤꯌꯦꯜꯁꯤꯡ, ꯑꯣꯄꯟ ꯀꯣꯔꯁꯁꯤꯡ ꯑꯃꯁꯨꯡ ꯑꯍꯦꯟꯕꯥ ꯍꯥꯔꯠꯋꯥꯌꯔꯒꯤ ꯃꯊꯧ ꯇꯥꯗ ꯇꯥꯗꯅꯥ ꯄꯔꯁꯣꯅꯦꯜ ꯀꯝꯄ꯭ꯌꯨꯇꯔꯁꯤꯡꯗꯥ ꯁꯤꯖꯤꯟꯅꯕꯥ ꯌꯥꯕꯥ ꯐ꯭ꯔꯤ ꯁꯣꯞꯋꯥꯌꯔꯁꯤꯡ ꯌꯥꯎꯅꯥ, ꯇꯝꯕꯥ ꯄꯥꯝꯕꯥ ꯃꯤꯑꯣꯏꯁꯤꯡꯒꯤꯗꯃꯛ ꯇꯣꯉꯥꯟ-ꯇꯣꯉꯥꯟꯕꯥ ꯐ꯭ꯔꯤ ꯔꯤꯁꯣꯔꯁꯁꯤꯡ ꯂꯩ꯫ ꯑꯁꯨꯝꯅꯥ, ꯀꯔꯤꯒꯨꯝꯕꯥ ꯀꯅꯥꯒꯨꯝꯕꯥ ꯑꯃꯅꯥ ꯔꯤꯁꯣꯔꯁ ꯂꯩꯕꯥ ꯑꯃꯁꯨꯡ ꯈꯨꯗꯣꯡꯆꯥꯕꯁꯤꯡ ꯑꯁꯤꯒꯤ ꯀꯥꯟꯅꯕꯥ ꯂꯧꯔꯕꯗꯤ ꯑꯔꯇꯤꯐꯤꯁꯦꯜ ꯏꯟꯇꯤꯂꯤꯖꯦꯟꯁ ꯂꯣꯏꯁꯤꯜꯂꯛꯄꯗꯥ ꯑꯔꯇꯤꯐꯤꯁꯦꯜ ꯏꯟꯇꯤꯂꯤꯖꯦꯟꯒꯤ ꯇꯝꯅꯕꯒꯤ ꯃꯃꯜ ꯉꯁꯤ ꯈꯦꯠꯅꯕꯥ ꯌꯥꯏ ꯑꯃꯁꯨꯡ ꯃꯁꯤ ꯀꯅꯥꯒꯨꯝꯕꯥ ꯑꯃꯅꯥ ꯂꯧꯁꯤꯡ ꯑꯃꯁꯨꯡ ꯃꯈꯣꯏꯗꯥ ꯂꯩꯔꯤꯕꯥ ꯔꯤꯁꯣꯔꯁꯁꯤꯡ ꯑꯁꯤ ꯂꯧꯁꯤꯟꯅꯕꯥ ꯂꯧꯈꯠꯂꯤꯕꯥ ꯊꯧꯑꯣꯡ ꯑꯗꯨꯒꯤ ꯃꯈꯥ ꯄꯣꯜꯂꯤ꯫ ꯏꯪ ꯁꯣꯛ ꯂꯤꯁꯤꯑꯃ ꯆꯥꯝꯃꯥꯄꯟ ꯌꯥꯡꯈꯩꯒꯤ ꯃꯇꯝꯒꯤ ꯃꯨꯚꯤ ꯁꯇꯥꯔ ꯑꯃꯒꯤ ꯃꯃꯤꯡ ꯊꯣꯟꯕꯤꯌꯨ ꯑꯃꯁꯨꯡ ꯐꯤꯂꯝ ꯏꯟꯗꯁꯇ꯭ꯔꯤꯗꯥ ꯃꯍꯥꯛꯀꯤ ꯀꯟꯇ꯭ꯔꯤꯕ꯭ꯌꯨꯁꯟꯁꯤꯡ ꯑꯗꯨ ꯁꯟꯗꯣꯛꯅꯥ ꯇꯥꯛꯄꯤꯌꯨ꯫ ꯏꯪ ꯁꯣꯛ ꯂꯤꯁꯤꯑꯃ ꯆꯥꯝꯃꯥꯄꯟ ꯌꯥꯡꯈꯩꯒꯤ ꯃꯇꯝꯒꯤ ꯃꯤꯌꯥꯝꯅꯥ ꯄꯥꯝꯅꯕꯥ ꯃꯨꯚꯤ ꯁꯇꯥꯔ ꯑꯃꯗꯤ ꯃꯦꯔꯤꯂꯤꯟ ꯃꯟꯔꯣꯟ ꯃꯟꯔꯣꯅꯤ꯫ ꯃꯍꯥꯛ ꯑꯃꯦꯔꯤꯀꯥꯒꯤ ꯑꯦꯛꯇꯔ, ꯏꯁꯩ ꯅꯣꯡꯃꯥꯏ ꯑꯃꯁꯨꯡ ꯃꯣꯗꯦꯜ ꯑꯃꯅꯤ, ꯃꯍꯥꯛ ꯏꯪ ꯁꯣꯛ ꯂꯤꯁꯤꯑꯃ ꯆꯥꯝꯃꯥꯄꯟ ꯌꯥꯡꯈꯩꯒꯤ ꯃꯇꯝꯗꯥ ꯈ꯭ꯋꯥꯏꯗꯒꯤ ꯃꯥꯏꯄꯥꯛꯄꯥ ꯍꯣꯂꯤꯋꯨꯠꯀꯤ ꯑꯦꯛꯇꯔꯁꯤꯡꯒꯤ ꯃꯅꯨꯡꯗꯥ ꯑꯃꯅꯤ꯫ ꯃꯍꯥꯛꯀꯤ ꯀꯦꯔꯤꯌꯔꯒꯤ ꯃꯇꯝꯗꯥ ꯃꯟ ꯃꯟꯔꯣꯅꯥ ꯃꯥꯏꯄꯥꯛꯂꯕꯥ ꯐꯤꯂꯝ ꯀꯌꯥꯗꯥ ꯊꯧꯗꯥꯡ ꯂꯧꯈꯤ, ꯃꯗꯨꯒꯤ ꯃꯅꯨꯡꯗꯥ "ꯖꯦꯟꯇꯜꯃꯦꯟ ꯄ꯭ꯔꯤꯐꯔ ꯕ꯭ꯂꯣꯟꯗꯁ", "ꯗꯤ ꯁꯦꯚꯦꯟ ꯏꯌꯥꯔ ꯏꯆ" ꯑꯃꯁꯨꯡ "ꯁꯝ ꯂꯥꯏꯛ ꯏꯠ ꯍꯣꯠ" ꯌꯥꯎꯔꯤ꯫ ꯃꯍꯥꯛꯅꯥ ꯂꯦꯞꯄꯥ ꯂꯩꯇꯅꯥ ꯉꯝꯈꯩꯁꯤꯡ ꯊꯨꯒꯥꯏꯈꯤ ꯑꯃꯁꯨꯡ ꯃꯇꯝ ꯑꯗꯨꯗꯥ ꯅꯨꯄꯤ ꯁꯤꯅꯦꯃꯥ ꯁꯇꯥꯔꯁꯤꯡꯗꯥ ꯊꯝꯈꯤꯕꯥ ꯑꯦꯛꯁꯄꯦꯛꯇꯦꯁꯟꯁꯤꯡ ꯑꯗꯨ ꯊꯨꯒꯥꯏꯈꯤ꯫ ꯃꯁꯤꯒꯤ ꯃꯊꯛꯇꯥ, ꯃꯍꯥꯛꯀꯤ ꯄꯥꯔꯐꯣꯃꯦꯟꯁꯁꯤꯡꯗꯥ ꯃꯍꯥꯛꯀꯤ ꯄꯨꯛꯆꯦꯜ ꯁꯦꯡꯕꯥ ꯑꯁꯤꯅꯥ ꯑꯣꯗꯤꯁꯟꯁꯤꯡꯕꯨ ꯃꯤꯠꯌꯦꯡ ꯊꯝꯈꯤ, ꯑꯗꯨꯒꯥ ꯃꯍꯥꯛꯀꯤ ꯃꯦꯛꯅꯦꯇꯤꯛ ꯑꯣꯟꯁꯀ꯭ꯔꯤꯟ ꯄ꯭ꯔꯦꯖꯦꯟꯁ ꯑꯁꯤꯅꯥ ꯉꯁꯤꯁꯨ ꯃꯍꯥꯛꯄꯨ ꯅꯨꯡꯁꯤꯖꯔꯕꯥ ꯄꯣꯞ ꯀꯜꯆꯔꯒꯤ ꯑꯥꯏꯀꯟ ꯑꯃꯥ ꯑꯣꯏꯍꯜꯂꯤ꯫ ꯐꯤꯂꯝ ꯏꯟꯗꯁꯇ꯭ꯔꯤꯗꯥ ꯃꯍꯥꯛꯀꯤ ꯀꯟꯇ꯭ꯔꯤꯕ꯭ꯌꯨꯁꯟꯁꯤꯡꯅꯥ ꯍꯣꯂꯤꯋꯨꯗꯇꯥ ꯒ꯭ꯂꯦꯃꯔ ꯑꯃꯁꯨꯡ ꯂꯛꯁꯥꯔꯤꯒꯤ ꯋꯥꯔꯤ ꯁꯥꯕꯗꯥ ꯃꯇꯦꯡ ꯄꯥꯡꯈꯤ ꯑꯃꯁꯨꯡ ꯃꯤꯗꯤꯌꯥꯗꯥ ꯁꯦꯛꯁ ꯁꯤꯝꯕꯣꯜꯒꯤ ꯋꯥꯈꯜꯂꯣꯟꯗꯥ ꯑꯍꯣꯡꯕꯥ ꯑꯃꯥ ꯄꯨꯔꯛꯈꯤ꯫